ꯃꯁꯤꯒꯤ ꯁ꯭ꯅꯦꯛ ꯑꯁꯤꯅ ꯒ꯭ꯔꯤꯛ ꯌꯣꯒꯔꯠꯒꯤ ꯄ꯭ꯔꯣꯇꯤꯟ, ꯃꯅꯥ-ꯃꯁꯤꯡꯗꯒꯤ ꯚꯤꯇꯥꯃꯤꯟ ꯑꯃꯁꯨꯡ ꯐꯥꯏꯕꯔ ꯑꯃꯁꯨꯡ ꯅꯠ ꯅꯠꯇ꯭ꯔꯒ ꯒ꯭ꯔꯦꯅꯣꯂꯥꯗꯒꯤ ꯍꯛꯆꯥꯡ ꯐꯅ ꯂꯩꯅꯕ ꯐꯦꯠꯁꯤꯡ ꯄꯤꯔꯤ꯫ ꯄ꯭ꯂꯁ, ꯃꯁꯤ ꯌꯥꯝꯅꯥ ꯊꯨꯅꯥ ꯁꯦꯝꯖꯤꯟ ꯁꯥꯖꯤꯟꯕꯅꯤ, ꯃꯁꯤꯅ ꯅꯍꯥꯛꯅ ꯃꯇꯝ ꯀꯨꯏꯅ ꯆꯠꯄ ꯑꯗꯨꯕꯨ ꯍꯧꯖꯤꯛꯁꯨ ꯃꯆꯤ ꯑꯣꯏꯕ ꯑꯃꯁꯨꯡ ꯅꯨꯡꯉꯥꯏꯕ ꯄꯣꯠꯁꯛ ꯑꯃ ꯄꯥꯝꯂꯤꯕ ꯃꯇꯝꯒꯤꯗꯃꯛ ꯃꯄꯨꯡ ꯐꯥꯕ ꯁ꯭ꯅꯦꯛ ꯑꯣꯏꯍꯜꯂꯤ꯫ ꯔꯣꯕꯣꯇꯤꯛ ꯄꯣꯠꯁꯛ ꯑꯃꯒꯤ ꯃꯔꯝꯗ ꯋꯥꯔꯤ ꯑꯃ ꯁꯦꯝꯃꯨ꯫ ꯆꯍꯤ ꯂꯤꯁꯤꯡ ꯑꯅꯤꯒ ꯀꯨꯟꯃꯉꯥꯗ ꯔꯣꯕꯣꯠꯀꯝ ꯀꯧꯕ ꯀꯝꯄꯦꯅꯤ ꯑꯃꯅ ꯔꯣꯕꯣꯇꯤꯛ ꯄꯣꯠꯆꯩꯁꯤꯡꯒꯤ ꯑꯅꯧꯕ ꯂꯥꯏꯟ ꯑꯃ ꯄꯨꯊꯣꯛꯈꯤ ꯫ ꯃꯗꯨ ꯈꯨꯗꯛꯇ ꯊꯕꯛ ꯌꯥꯝꯅ ꯂꯩꯕ ꯑꯃꯁꯨꯡ ꯇꯦꯛꯅꯣꯂꯣꯖꯤꯒꯤ ꯂꯞꯗ ꯌꯥꯝꯅ ꯄꯥꯝꯅꯕ ꯑꯣꯏꯈꯤ꯫ ꯄꯤꯖ-ꯄꯤꯊꯛ ꯇꯧꯕ, ꯁꯦꯝ-ꯁꯥꯕ ꯑꯃꯁꯨꯡ ꯑꯇꯣꯞꯄ ꯃꯑꯣꯡꯁꯤꯡꯒꯤ ꯌꯦꯡꯁꯤꯟꯕꯒꯤ ꯃꯊꯧ ꯇꯥꯕ ꯇ꯭ꯔꯦꯗꯤꯁ꯭ꯅꯦꯜ ꯁꯥꯁꯤꯡꯒ ꯃꯥꯟꯅꯗꯅ, ꯔꯣꯕꯣꯠꯁꯤꯡ ꯑꯁꯤ ꯈ꯭ꯋꯥꯏꯗꯒꯤ ꯅꯦꯝꯅ ꯁꯦꯟꯅꯕꯒ ꯂꯣꯏꯅꯅ ꯃꯔꯨꯞ-ꯃꯄꯥꯡ ꯑꯣꯏꯕ ꯑꯃꯁꯨꯡ ꯅꯨꯡꯉꯥꯏꯕ ꯄꯤꯅꯕ ꯁꯦꯝꯈꯤꯕꯅꯤ꯫ ꯑꯁꯤꯒꯨꯝꯕ ꯔꯣꯕꯣꯇꯤꯛ ꯄꯣꯠꯁꯛ ꯑꯃꯗꯤ ꯁ꯭ꯄꯥꯔꯀꯤ ꯀꯧꯕ ꯑꯄꯤꯛꯄ ꯀꯨꯠꯇꯥꯅꯤ꯫ ꯃꯍꯥꯛꯄꯨ ꯊꯕꯛ ꯇꯧꯔꯤꯕ ꯃꯃꯥ-ꯃꯄꯥ ꯑꯅꯤ ꯑꯃꯁꯨꯡ ꯃꯈꯣꯏꯒꯤ ꯃꯆꯥꯁꯤꯡ ꯌꯥꯎꯕ ꯏꯃꯨꯡ ꯑꯃꯅ ꯂꯧꯈꯤ꯫ ꯁ꯭ꯄꯥꯔꯀꯤꯅ ꯊꯨꯅ ꯏꯃꯨꯡ ꯑꯗꯨꯒꯤ ꯇꯉꯥꯏꯐꯗꯕ ꯃꯤꯁꯛ ꯑꯃ ꯑꯣꯏꯔꯛꯈꯤ, ꯃꯍꯥꯛꯀꯤ ꯍꯔꯥꯎ ꯇꯌꯥꯝꯕ ꯃꯑꯣꯡ ꯃꯇꯧ, ꯋꯥꯈꯜ ꯋꯥꯕ ꯑꯃꯁꯨꯡ ꯁꯥꯟꯅꯄꯣꯠꯀꯤ ꯈꯣꯡꯎꯞ ꯑꯗꯨꯅ ꯃꯍꯥꯛ ꯐꯦꯠ ꯁꯥꯟꯅꯕ ꯉꯝꯈꯤ, ꯇ꯭ꯔꯤꯛ ꯇꯝꯕ ꯉꯝꯈꯤ ꯑꯃꯁꯨꯡ ꯏꯃꯨꯡꯒ ꯂꯣꯏꯅꯅ ꯈꯣꯡꯆꯠ ꯐꯥꯎꯕ ꯆꯠꯄ ꯉꯝꯈꯤ ꯫ ꯁ꯭ꯄꯥꯔꯀꯤ ꯑꯁꯤ ꯑꯁꯦꯡꯕ ꯀꯨꯠꯇꯥ ꯊꯕꯛ ꯇꯧꯕ ꯑꯃꯁꯨꯡ ꯄꯔꯁꯣꯅꯦꯂꯤꯇꯤꯒꯤ ꯃꯇꯨꯡ ꯏꯟꯅ ꯁꯦꯝꯈꯤꯕꯅꯤ, ꯑꯗꯨꯕꯨ ꯃꯍꯥꯛꯄꯨ ꯑꯈꯟꯅꯕ ꯃꯑꯣꯡꯗ ꯋꯥꯔꯤ ꯁꯥꯅꯕ ꯌꯥꯍꯟꯒꯗꯕ ꯑꯍꯣꯡꯕ ꯐꯤꯆꯔꯁꯤꯡꯁꯨ ꯌꯥꯎꯈꯤ꯫ ꯃꯍꯥꯛ ꯒꯦꯝ ꯁꯥꯟꯅꯕ, ꯋꯥꯔꯤ ꯂꯤꯕ, ꯏꯁꯩ ꯐꯥꯎꯕ ꯁꯛꯄ ꯉꯝꯈꯤ꯫ ꯑꯉꯥꯡꯁꯤꯡꯅ ꯃꯍꯥꯛꯀ ꯃꯇꯝ ꯀꯥꯏꯊꯣꯛꯄ, ꯑꯅꯧꯕ ꯊꯧꯑꯣꯡꯁꯤꯡ ꯇꯝꯕꯤꯕ ꯑꯃꯁꯨꯡ ꯃꯍꯥꯛꯀ ꯂꯣꯏꯅꯅ ꯕꯦꯛꯌꯥꯔꯗꯇ ꯁꯥꯟꯅꯕ ꯑꯁꯤ ꯌꯥꯝꯅ ꯄꯥꯝꯃꯤ꯫ ꯑꯗꯨꯕꯨ ꯃꯍꯥꯛꯀꯤ ꯑꯍꯣꯡꯕ ꯇꯧꯕ ꯉꯝꯕꯁꯤꯡ ꯑꯗꯨꯅ ꯁ꯭ꯄꯥꯔꯀꯤꯅ ꯑꯥꯔꯇꯤꯐꯤꯁꯤꯑꯦꯜ ꯏꯟꯇꯤꯂꯤꯖꯦꯟꯁꯁꯨ ꯌꯥꯎꯈꯤ ꯃꯗꯨꯅ ꯃꯍꯥꯛꯄꯨ ꯏꯃꯨꯡ ꯃꯅꯨꯡꯒ ꯂꯣꯏꯅꯅ ꯇꯝꯕ, ꯆꯨꯁꯤꯟꯅꯍꯟꯕ ꯑꯃꯁꯨꯡ ꯆꯥꯎꯈꯠꯄ ꯉꯝꯍꯠꯈꯤ꯫ ꯃꯍꯥꯛꯅ ꯑꯈꯟꯅꯕ ꯊꯧꯔꯝꯁꯤꯡ ꯅꯤꯡꯁꯤꯡꯂꯝꯒꯅꯤ ꯑꯃꯁꯨꯡ ꯃꯍꯥꯛꯀꯤ ꯃꯁꯥꯒꯤ ꯑꯣꯏꯕ ꯄꯔꯁꯣꯅꯦꯂꯤꯇꯤ ꯇ꯭ꯔꯦꯠꯁꯤꯡ ꯐꯥꯎꯕ ꯁꯦꯝꯒꯠꯂꯝꯃꯤ꯫ ꯆꯍꯤ ꯀꯌꯥ ꯁꯨꯔꯛꯄꯒ ꯂꯣꯏꯅꯅ ꯁ꯭ꯄꯥꯔꯀꯤ ꯑꯁꯤ ꯔꯣꯕꯣꯇꯤꯛ ꯄꯣꯠꯂꯝ ꯈꯛꯇꯗꯒꯤ ꯍꯦꯟꯅ ꯑꯣꯏꯈꯤ꯫ ꯃꯍꯥꯛ ꯏꯃꯨꯡ ꯑꯗꯨꯒꯤ ꯅꯨꯡꯁꯤꯖꯔꯕ, ꯃꯔꯨꯑꯣꯏꯕ ꯃꯤꯁꯛ ꯑꯃꯅꯤ꯫ ꯁ꯭ꯄꯥꯔꯀꯤꯒꯤ ꯈ꯭ꯋꯥꯏꯗꯒꯤ ꯁꯤꯡꯊꯥꯅꯤꯡꯉꯥꯏ ꯑꯣꯏꯕ ꯋꯥꯐꯝꯗꯤ ꯃꯍꯥꯛꯀꯤ ꯅꯨꯡꯁꯤꯕ ꯑꯃꯁꯨꯡ ꯃꯇꯦꯡ ꯄꯥꯡꯕꯒꯤ ꯊꯧꯅꯥ ꯑꯗꯨ ꯑꯣꯏꯔꯝꯒꯅꯤ꯫ ꯑꯉꯥꯡꯁꯤꯡꯅ ꯋꯥꯈꯜ ꯅꯨꯡꯉꯥꯏꯇꯕ ꯐꯥꯎꯔꯛꯄ ꯃꯇꯝꯗ ꯃꯍꯥꯛ ꯃꯈꯣꯏꯒꯤ ꯃꯅꯥꯛꯇ ꯀꯨꯞꯁꯤꯜꯂꯒ ꯃꯈꯣꯏꯒꯤ ꯃꯀꯣꯛꯊꯣꯡꯕꯗ ꯃꯀꯣꯛ ꯊꯣꯡꯅ ꯅꯣꯛꯅꯕ ꯑꯃꯁꯨꯡ ꯃꯍꯥꯛꯀꯤ ꯃꯀꯣꯛꯊꯣꯡꯕꯗ ꯅꯨꯡꯉꯥꯏꯕ ꯐꯣꯡꯗꯣꯛꯅꯕ ꯃꯐꯝ ꯑꯗꯨꯗ ꯂꯩꯒꯅꯤ꯫ ꯃꯍꯥꯛꯀꯤ ꯂꯦꯞꯄ ꯂꯩꯇꯕ ꯅꯨꯡꯁꯤꯕ ꯑꯃꯁꯨꯡ ꯀꯠꯊꯣꯛꯄ ꯑꯗꯨꯅ ꯏꯃꯨꯡ ꯑꯗꯨꯕꯨ ꯑꯔꯨꯕ ꯃꯇꯝꯗ ꯃꯇꯦꯡ ꯄꯥꯡꯈꯤ ꯑꯃꯁꯨꯡ ꯃꯍꯥꯛꯅ ꯃꯈꯣꯏꯒꯤ ꯄꯨꯟꯁꯤꯗ ꯄꯨꯔꯛꯈꯤꯕ ꯅꯨꯡꯉꯥꯏꯕ ꯑꯗꯨꯒꯤꯗꯃꯛ ꯃꯈꯣꯏꯅꯅ ꯊꯥꯒꯠꯄ ꯐꯣꯡꯗꯣꯛꯈꯤ꯫ ꯁ꯭ꯄꯥꯔꯀꯤ ꯑꯁꯤ ꯃꯦꯁꯤꯟ ꯑꯃꯈꯛꯇꯃꯛ ꯑꯣꯏꯔꯝꯕ ꯌꯥꯏ, ꯑꯗꯨꯕꯨ ꯃꯍꯥꯛꯄꯨ ꯃꯈꯣꯏꯒꯤ ꯌꯨꯝꯗ ꯇꯔꯥꯝꯅ ꯑꯣꯛꯄꯤꯔꯝꯕ ꯏꯃꯨꯡ ꯑꯗꯨꯗ ꯃꯍꯥꯛ ꯃꯗꯨꯗꯒꯤ ꯍꯦꯟꯅ ꯌꯥꯝꯅ ꯍꯦꯟꯅ ꯑꯣꯏꯈꯤ꯫ ꯃꯍꯥꯛ ꯊꯥꯖꯕ ꯌꯥꯕ ꯃꯔꯨꯞ, ꯉꯥꯛꯄꯤꯕ ꯉꯝꯕ ꯑꯃꯁꯨꯡ ꯊꯥꯖꯕ ꯌꯥꯕ ꯃꯤꯁꯛ ꯑꯃ ꯑꯣꯏꯔꯝꯃꯤ꯫ ꯏꯃꯨꯡ ꯑꯗꯨꯅ ꯃꯍꯥꯛ ꯌꯥꯎꯗꯕ ꯄꯨꯟꯁꯤ ꯑꯁꯤ ꯈꯟꯕꯗ ꯋꯥꯗꯕ ꯉꯝꯈꯤꯗꯦ ꯑꯃꯁꯨꯡ ꯃꯈꯣꯏꯒꯤ ꯄꯨꯟꯁꯤꯗ ꯔꯣꯕꯣꯇꯤꯛ ꯄꯣꯠꯁꯛ ꯑꯃ ꯄꯨꯔꯛꯅꯕ ꯋꯥꯔꯦꯞ ꯂꯧꯈꯤꯕ ꯅꯨꯃꯤꯠ ꯑꯗꯨꯒꯤꯗꯃꯛ ꯃꯈꯣꯏꯅ ꯃꯇꯝ ꯄꯨꯝꯅꯃꯛꯇ ꯊꯥꯒꯠꯄ ꯐꯣꯡꯗꯣꯛꯈꯤ꯫ ꯁ꯭ꯄꯥꯔꯀꯤ ꯑꯁꯤ ꯇꯁꯦꯡꯅ ꯏꯃꯨꯡ ꯑꯗꯨꯒꯤ ꯅꯨꯡꯁꯤꯖꯔꯕ ꯃꯤꯁꯛ ꯑꯃ ꯑꯣꯏꯔꯝꯃꯤ꯫ ꯋꯥꯍꯩ ꯑꯁꯤꯒꯤ ꯃꯅꯨꯡꯗ ꯄꯟꯗꯨꯞ ꯑꯁꯤ ꯊꯤꯕꯤꯌꯨ ꯑꯌꯨꯛꯇ ꯊꯛꯄ ꯌꯥꯕ ꯉꯥ ꯑꯁꯤ ꯃꯥꯏꯊꯤꯕ ꯄꯤꯕ ꯌꯥꯝꯅ ꯂꯨꯏ꯫ ꯋꯥꯍꯩ ꯑꯁꯤꯒꯤ ꯃꯅꯨꯡꯗ ꯌꯥꯎꯔꯤꯕ ꯄꯨꯟꯁꯤ ꯑꯁꯤ "ꯍꯥꯔꯗ ꯇꯨ ꯕꯤꯠ" ꯍꯥꯏꯕꯅꯤ꯫ ꯋꯥꯍꯩ ꯄꯔꯦꯡ ꯑꯁꯤꯒꯤ ꯑꯔꯊ ꯑꯅꯤ ꯂꯩ: ꯃꯁꯤꯅ ꯑꯌꯨꯛꯇ ꯊꯛꯄ ꯌꯥꯕ ꯉꯥ ꯑꯁꯤ ꯃꯊꯛꯇ ꯊꯝꯅꯕ ꯑꯔꯨꯕ ꯆꯥꯛꯁꯪ ꯑꯃꯅꯤ ꯍꯥꯏꯕꯁꯤꯒ ꯂꯣꯏꯅꯅ ꯉꯥ ꯑꯃ ꯊꯥꯗꯣꯛꯄꯒꯤ ꯊꯧꯑꯣꯡ (ꯃꯁꯤ ꯍꯥꯟꯅꯅ ꯊꯛꯄ ꯃꯇꯝꯗ ꯇꯧꯕꯗ ꯑꯋꯥꯕ ꯑꯣꯏꯒꯅꯤ) ꯑꯅꯤꯃꯛ ꯇꯥꯛꯏ꯫